ꯑꯥꯔꯇꯤꯐꯤꯁꯤꯑꯦꯜ ꯏꯟꯇꯤꯂꯤꯖꯦꯟꯁ ꯑꯁꯤ ꯑꯩꯈꯣꯏꯅ ꯍꯤꯡꯂꯤꯕ ꯑꯃꯁꯨꯡ ꯊꯕꯛ ꯇꯧꯕꯒꯤ ꯃꯑꯣꯡ ꯃꯇꯧꯗ ꯑꯍꯣꯡꯕ ꯄꯨꯔꯛꯅꯕꯒꯤ ꯄꯣꯇꯦꯟꯁꯤꯌꯦꯜ ꯂꯩꯕ ꯊꯧꯔꯥꯡꯂꯤꯕ ꯇꯦꯛꯅꯣꯂꯣꯖꯤ ꯑꯃꯅꯤ꯫ ꯑꯥꯔꯇꯤꯐꯤꯁꯤꯌꯦꯜ ꯏꯟꯇꯦꯂꯤꯖꯦꯟꯁꯅ ꯃꯍꯧꯁꯥꯅ ꯃꯤꯑꯣꯏꯕꯒꯤ ꯋꯥꯈꯜ ꯂꯧꯁꯤꯡ ꯃꯊꯧ ꯇꯥꯕ ꯊꯕꯛꯁꯤꯡ, ꯈꯨꯗꯝ ꯑꯣꯏꯅ ꯄ꯭ꯔꯣꯕ꯭ꯂꯦꯝ ꯁꯣꯜꯚ ꯇꯧꯕ, ꯋꯥꯔꯦꯞ ꯂꯧꯕ, ꯑꯃꯁꯨꯡ ꯋꯥꯈꯜ ꯈꯟꯕ ꯉꯝꯕ ꯀꯝꯄ꯭ꯌꯨꯇꯔ ꯁꯤꯁꯇꯦꯝꯁꯤꯡ ꯁꯦꯝꯒꯠꯄꯕꯨ ꯈꯪꯅꯩ꯫ ꯑꯥꯔꯇꯤꯐꯤꯁꯤꯑꯦꯜ ꯏꯟꯇꯦꯂꯤꯖꯦꯟꯁꯀꯤ ꯀꯥꯟꯅꯕ ꯀꯌꯥ ꯂꯩꯔꯤ꯫ ꯃꯗꯨꯒꯤ ꯃꯅꯨꯡꯗ ꯏꯐꯤꯁꯤꯑꯦꯟꯁꯤ ꯍꯦꯟꯒꯠꯍꯟꯕ, ꯀꯁꯇꯃꯔꯁꯤꯡꯒꯤ ꯑꯦꯛꯁꯄꯤꯔꯤꯌꯦꯟꯁ ꯐꯒꯠꯍꯟꯕ, ꯑꯃꯁꯨꯡ ꯁꯦꯐꯇꯤ ꯍꯦꯟꯒꯠꯍꯟꯕ ꯌꯥꯎꯔꯤ꯫ ꯑꯥꯔꯇꯤꯐꯤꯁꯤꯌꯦꯜ ꯏꯟꯇꯦꯂꯤꯖꯦꯟꯁ ꯀꯤ ꯈ꯭ꯋꯥꯏꯗꯒꯤ ꯃꯔꯨꯑꯣꯏꯕ ꯀꯥꯟꯅꯕꯁꯤꯡꯒꯤ ꯃꯅꯨꯡꯗ ꯑꯃꯗꯤ ꯃꯁꯤꯒꯤ ꯏꯐꯤꯁꯤꯑꯦꯟꯁꯤ ꯐꯒꯠꯍꯟꯕ ꯉꯝꯕꯅꯤ꯫ ꯑꯥꯔꯇꯤꯐꯤꯁꯤꯌꯦꯜ ꯏꯟꯇꯦꯂꯤꯖꯦꯟꯁ ꯁꯤꯁꯇꯦꯝꯁꯤꯡꯅ ꯑꯆꯧꯕ ꯃꯁꯤꯡꯒꯤ ꯗꯦꯇꯥ ꯑꯦꯅꯂꯥꯏꯖ ꯇꯧꯕ ꯉꯝꯃꯤ ꯑꯃꯁꯨꯡ ꯃꯤꯑꯣꯏꯕꯗꯒꯤ ꯌꯥꯝꯅ ꯊꯨꯅ ꯀꯝꯄ꯭ꯂꯦꯛꯁ ꯀꯦꯜꯀꯨꯂꯦꯁꯟꯁꯤꯡ ꯇꯧꯕ ꯉꯝꯃꯤ꯫ ꯃꯁꯤꯅ ꯀꯝꯄꯦꯅꯤꯁꯤꯡꯅ ꯃꯈꯣꯏꯒꯤ ꯑꯣꯄꯔꯦꯁꯟꯁꯤꯡ ꯁ꯭ꯇꯔꯤꯝꯂꯥꯏꯟ ꯇꯧꯕ, ꯃꯃꯜ ꯍꯟꯊꯍꯟꯕ ꯑꯃꯁꯨꯡ ꯄꯣꯠꯊꯣꯛ ꯍꯦꯟꯒꯠꯍꯟꯕ ꯉꯝꯍꯜꯂꯤ꯫ ꯈꯨꯗꯝ ꯑꯣꯏꯅ, ꯑꯥꯔꯇꯤꯐꯤꯁꯤꯌꯦꯜ ꯏꯟꯇꯦꯂꯤꯖꯦꯟꯁꯅ ꯗꯦꯂꯤꯚꯔꯤ ꯔꯨꯠꯁꯤꯡ ꯑꯣꯞꯇꯤꯃꯥꯏꯖ ꯇꯧꯕꯗ ꯁꯤꯖꯤꯟꯅꯕ ꯌꯥꯏ꯫ ꯃꯁꯤꯅ ꯄꯦꯀꯦꯖꯁꯤꯡ ꯄꯤꯕꯗ ꯆꯪꯕ ꯃꯇꯝ ꯑꯃꯁꯨꯡ ꯐ꯭ꯌꯨꯑꯦꯜ ꯀꯟꯖ꯭ꯌꯨꯝꯄꯁꯟ ꯍꯟꯊꯍꯜꯂꯤ꯫ ꯃꯁꯤꯅ ꯀꯝꯄꯦꯅꯤꯁꯤꯡꯒꯤꯗꯃꯛꯇ ꯃꯃꯜ ꯍꯟꯊꯍꯜꯂꯤ ꯑꯃꯁꯨꯡ ꯀꯁꯇꯃꯔꯁꯤꯡꯒꯤꯗꯃꯛꯇ ꯍꯦꯟꯅ ꯏꯐꯤꯁꯤꯌꯦꯟꯇ ꯑꯣꯏꯕ ꯗꯦꯂꯤꯚꯔꯤ ꯁꯔꯚꯤꯁ ꯑꯃ ꯄꯤꯔꯤ꯫ ꯑꯥꯔꯇꯤꯐꯤꯁꯤꯌꯦꯜ ꯏꯟꯇꯦꯂꯤꯖꯦꯟꯁꯅ ꯀꯁꯇꯃꯔꯁꯤꯡꯒꯤ ꯑꯦꯛꯁꯄꯤꯔꯤꯌꯦꯟꯁꯁꯤꯡ ꯐꯒꯠꯍꯟꯕꯒꯤ ꯄꯣꯇꯦꯟꯁꯤꯌꯦꯜꯁꯨ ꯂꯩꯔꯤ꯫ ꯈꯨꯗꯝ ꯑꯣꯏꯅ, ꯆꯦꯠꯕꯣꯠꯁꯤꯡꯅ ꯅꯣꯡꯃꯗ ꯄꯨꯡ ꯀꯨꯟꯃꯔꯤ ꯑꯃꯥꯁꯨꯡ ꯆꯌꯣꯜ ꯑꯃ ꯁꯄꯣꯔꯠ ꯄꯤꯕ ꯉꯝꯃꯤ ꯑꯃꯁꯨꯡ ꯀꯁꯇꯃꯔꯁꯤꯡꯒꯤ ꯋꯥꯍꯪꯁꯤꯡꯒꯤ ꯄꯥꯎꯈꯨꯝ ꯊꯨꯅ ꯑꯃꯁꯨꯡ ꯑꯆꯨꯝꯕ ꯃꯑꯣꯡꯗ ꯄꯤꯕ ꯉꯝꯃꯤ꯫ ꯑꯆꯧꯕ ꯃꯁꯤꯡꯒꯤ ꯗꯦꯇꯥ ꯄ꯭ꯔꯣꯁꯦꯁ ꯇꯧꯕ ꯉꯝꯕꯒ ꯂꯣꯏꯅꯅ ꯑꯥꯔꯇꯤꯐꯤꯁꯤꯌꯦꯜ ꯏꯟꯇꯦꯂꯤꯖꯦꯟꯁ ꯁꯤꯁꯇꯦꯝꯁꯤꯡꯅ ꯀꯁꯇꯃꯔꯁꯤꯡꯗ ꯄꯔꯁꯣꯅꯦꯜꯂꯥꯏꯖ ꯇꯧꯔꯕ ꯔꯤꯀꯃꯦꯟꯗꯦꯁꯟꯁꯤꯡꯁꯨ ꯄꯤꯕ ꯉꯝꯒꯅꯤ꯫ ꯃꯁꯤꯅ ꯀꯁꯇꯃꯔꯁꯤꯡꯒꯤ ꯊꯥꯖꯕ ꯑꯃꯁꯨꯡ ꯊꯥꯖꯕ ꯍꯦꯟꯒꯠꯍꯟꯕ ꯉꯝꯒꯅꯤ꯫ ꯑꯥꯔꯇꯤꯐꯤꯁꯤꯌꯦꯜ ꯏꯟꯇꯦꯂꯤꯖꯦꯟꯁꯀꯤ ꯑꯇꯣꯞꯄ ꯀꯥꯟꯅꯕꯗꯤ ꯃꯁꯤꯒꯤ ꯁꯦꯐꯇꯤ ꯍꯦꯟꯒꯠꯍꯟꯕ ꯉꯝꯕꯅꯤ꯫ ꯈꯨꯗꯝ ꯑꯣꯏꯅ, ꯑꯥꯔꯇꯤꯐꯤꯁꯤꯌꯦꯜ ꯏꯟꯇꯦꯟꯂꯤꯖꯦꯟꯁꯅ ꯃꯦꯁꯤꯅꯔꯤ ꯌꯦꯡꯁꯤꯟꯅꯕ ꯑꯃꯁꯨꯡ ꯀꯗꯥꯏꯗ ꯁꯣꯛꯍꯜꯂꯛꯄ ꯌꯥꯕꯒꯦ ꯍꯥꯏꯕꯗꯨ ꯂꯧꯊꯣꯛꯅꯕ ꯁꯤꯖꯤꯟꯅꯕ ꯌꯥꯏ꯫ ꯃꯁꯤꯅ ꯑꯦꯛꯁꯤꯗꯦꯟꯇ ꯑꯃꯁꯨꯡ ꯑꯁꯣꯛ-ꯑꯄꯟꯒꯤ ꯔꯤꯁ꯭ꯛ ꯍꯟꯊꯍꯜꯂꯤ꯫ ꯃꯁꯤꯒꯤ ꯃꯊꯛꯇ, ꯑꯥꯔꯇꯤꯐꯤꯁꯤꯌꯦꯜ ꯏꯟꯇꯦꯂꯤꯖꯦꯟꯁꯅ ꯃꯦꯗꯤꯀꯜ ꯗꯦꯇꯥ ꯑꯦꯅꯂꯥꯏꯖ ꯇꯧꯕꯗ ꯁꯤꯖꯤꯟꯅꯕ ꯌꯥꯏ ꯑꯃꯁꯨꯡ ꯗꯣꯛꯇꯔꯁꯤꯡꯅ ꯑꯅꯥꯕꯁꯤꯡꯕꯨ ꯍꯦꯟꯅ ꯑꯆꯨꯝꯕ ꯃꯑꯣꯡꯗ ꯈꯪꯗꯣꯛꯄ ꯑꯃꯁꯨꯡ ꯂꯥꯌꯦꯡꯕꯗ ꯃꯇꯦꯡ ꯄꯥꯡꯕ ꯌꯥꯏ꯫ ꯋꯥꯐꯝ ꯑꯁꯤ ꯂꯣꯏꯁꯤꯟꯕꯗ ꯑꯥꯔꯇꯤꯐꯤꯁꯤꯑꯦꯜ ꯏꯟꯇꯦꯂꯤꯖꯦꯟꯁ ꯑꯁꯤ ꯀꯥꯟꯅꯕ ꯀꯌꯥ ꯑꯃ ꯄꯨꯔꯛꯄꯒꯤ ꯄꯣꯇꯦꯟꯁꯤꯌꯦꯜ ꯂꯩꯕ ꯁꯛꯇꯤ ꯂꯩꯕ ꯇꯦꯛꯅꯣꯂꯣꯖꯤ ꯑꯃꯅꯤ꯫ ꯑꯥꯔꯇꯤꯐꯤꯁꯤꯌꯦꯜ ꯏꯟꯇꯦꯂꯤꯖꯦꯟꯁꯀꯤ ꯇꯦꯛꯅꯣꯂꯣꯖꯤ ꯑꯁꯤ ꯃꯈꯥ ꯇꯥꯅ ꯐꯒꯠꯂꯛꯄꯒ ꯂꯣꯏꯅꯅ ꯇꯨꯡꯗ ꯑꯥꯔꯇꯤꯐꯤꯁꯤꯌꯦꯜ ꯏꯟꯇꯦꯂꯤꯖꯦꯟꯁꯀꯤ ꯍꯦꯟꯅ ꯑꯅꯧꯕ ꯁꯤꯖꯤꯟꯅꯐꯝ ꯎꯕ ꯐꯪꯒꯅꯤ ꯍꯥꯏꯅ ꯑꯩꯈꯣꯏꯅ ꯊꯥꯖꯕ ꯊꯝꯕ ꯌꯥꯏ꯫ ꯏꯟꯇꯔꯅꯦꯠꯅ ꯑꯣꯟꯇꯔꯄ꯭ꯔꯦꯅꯔꯁꯤꯡꯒꯤꯗꯃꯛꯇ ꯑꯅꯧꯕ ꯈꯨꯗꯣꯡꯆꯥꯕ ꯑꯃ ꯍꯥꯡꯗꯣꯛꯂꯦ꯫ ꯔꯤꯃꯣꯠ ꯊꯕꯛ ꯇꯧꯕ ꯉꯝꯕꯅ ꯕꯤꯖꯤꯅꯦꯁ ꯑꯃ ꯍꯧꯗꯣꯛꯄꯗ ꯂꯥꯏꯊꯣꯛꯍꯜꯂꯦ꯫ ꯃꯥꯂꯦꯝ ꯁꯤꯟꯕ ꯊꯨꯡꯅ ꯃꯥꯏ ꯄꯥꯛꯂꯕ ꯁ꯭ꯇꯥꯔꯠ-ꯑꯞꯁꯤꯡꯒꯤ ꯃꯁꯤꯡ ꯍꯦꯟꯒꯠꯂꯛꯂꯤ꯫ ꯏꯟꯇꯔꯅꯦꯠꯅ ꯑꯣꯟꯇꯔꯄ꯭ꯔꯦꯅꯔꯁꯤꯡꯒꯤꯗꯃꯛꯇ ꯑꯅꯧꯕ ꯈꯨꯗꯣꯡꯆꯥꯕꯁꯤꯡ ꯍꯥꯡꯗꯣꯛꯂꯦ꯫ ꯔꯤꯃꯣꯠ ꯊꯕꯛ ꯇꯧꯕ ꯉꯝꯕꯅ ꯕꯤꯖꯤꯅꯦꯁ ꯑꯃ ꯍꯧꯗꯣꯛꯄꯗ ꯂꯥꯏꯊꯣꯛꯍꯜꯂꯦ ꯑꯃꯁꯨꯡ ꯃꯁꯤꯒꯤ ꯃꯍꯩ ꯑꯣꯏꯅ ꯃꯥꯂꯦꯝ ꯁꯤꯟꯕ ꯊꯨꯡꯅ ꯃꯥꯏ ꯄꯥꯛꯂꯕ ꯁ꯭ꯇꯥꯔꯠ-ꯑꯞꯁꯤꯡ ꯍꯦꯟꯒꯠꯂꯛꯂꯤ꯫ ꯏꯂꯦꯛꯇ꯭ꯔꯤꯁꯤꯇꯤ ꯍꯥꯏꯕꯁꯤ ꯏꯂꯦꯛꯇ꯭ꯔꯣꯟꯁꯤꯡꯅ ꯄꯥꯔꯇꯤꯀꯜ ꯑꯃꯗꯒꯤ ꯑꯇꯣꯞꯄ ꯄꯥꯔꯇꯤꯀꯜ ꯑꯃꯗ ꯆꯠꯄꯒꯤ ꯈꯨꯠꯊꯥꯡꯗ ꯇ꯭ꯔꯥꯟꯁꯃꯤꯠ ꯇꯧꯕ ꯑꯦꯅꯔꯖꯤꯒꯤ ꯃꯑꯣꯡ ꯑꯃꯅꯤ꯫ ꯃꯁꯤ ꯀꯣꯏꯜ, ꯅꯦꯆꯔꯦꯜ ꯒ꯭ꯌꯥꯁ, ꯅ꯭ꯌꯨꯀ꯭ꯂꯤꯌꯔ ꯏꯅꯔꯖꯤ ꯑꯃꯁꯨꯡ ꯅꯨꯡꯁꯤꯠ, ꯍꯥꯏꯗ꯭ꯔꯣ, ꯑꯃꯁꯨꯡ ꯁꯣꯂꯔ ꯄꯥꯋꯔꯒꯨꯝꯕ ꯔꯤꯅ꯭ꯌꯨꯑꯦꯕꯜ ꯁꯣꯔꯁꯁꯤꯡ ꯌꯥꯎꯅ ꯃꯈꯜ ꯀꯌꯥꯒꯤ ꯁꯣꯔꯁꯁꯤꯡꯗꯒꯤ ꯄꯨꯊꯣꯛꯄ ꯌꯥꯏ꯫ ꯃꯩ ꯊꯥꯟꯕ, ꯅꯨꯡꯁꯤꯠ ꯁꯦꯡꯗꯣꯛꯄ ꯑꯃꯁꯨꯡ ꯄꯥꯎ ꯐꯥꯎꯅꯕꯒꯤ ꯈꯨꯠꯂꯥꯏꯁꯤꯡ ꯌꯥꯎꯅ ꯑꯩꯈꯣꯏꯒꯤ ꯅꯨꯡꯇꯤꯒꯤ ꯄꯨꯟꯁꯤꯗ ꯇꯉꯥꯏ ꯐꯗꯕ ꯈꯨꯠꯂꯥꯏꯁꯤꯡ ꯑꯃꯁꯨꯡ ꯁꯤꯁꯇꯦꯝ ꯀꯌꯥꯗ ꯃꯩ ꯊꯥꯟꯕ ꯁꯤꯖꯤꯟꯅꯩ꯫ ꯃꯁꯤ ꯁꯛꯇꯤ ꯂꯩꯕ ꯑꯃꯁꯨꯡ ꯌꯥꯝꯅ ꯁꯤꯖꯤꯟꯅꯕ ꯌꯥꯕ ꯏꯅꯔꯖꯤꯒꯤ ꯃꯑꯣꯡ ꯑꯃꯅꯤ ꯃꯗꯨꯅ ꯃꯣꯗꯔꯟ ꯋꯥꯔꯜꯗ ꯑꯁꯤ ꯌꯥꯝꯅ ꯆꯥꯎꯅ ꯁꯦꯝꯒꯠꯂꯦ꯫